ꯏ. ꯁꯤ. ꯑꯦꯁ. ꯅꯥ ꯄ꯭ꯔꯣ-ꯏꯟꯐ꯭ꯂꯦꯃꯦꯇꯔꯤ ꯑꯃꯁꯨꯡ ꯑꯦꯟꯇꯤ-ꯏꯟꯐ꯭ꯂꯦꯃꯦꯇꯔꯤ ꯄ꯭ꯔꯣꯁꯦꯁ ꯁꯤꯡꯒꯤ ꯃꯔꯛꯇ ꯕꯦꯂꯦꯟꯁ ꯔꯤꯒꯨꯂꯦꯠ ꯇꯧꯕꯗꯁꯨ ꯊꯧꯗꯥꯡ ꯂꯧꯕ ꯎꯕ ꯐꯪꯏ꯫ ꯈꯨꯗꯝ ꯑꯣꯏꯅ, ꯑꯦꯟꯗꯣꯀꯦꯅꯥꯕꯤꯅꯣꯏꯗ ꯁꯤꯡꯅ ꯑꯦꯟꯇꯤ-ꯏꯟꯐ꯭ꯂꯦꯃꯦꯇꯔꯤ ꯁꯥꯏꯇꯣꯀꯥꯏꯅ ꯁꯤꯡꯒꯤ ꯑꯦꯛꯇꯤꯚꯤꯇꯤ ꯍꯦꯟꯉꯠꯍꯟꯕꯒ ꯂꯣꯏꯅꯅ ꯄ꯭ꯔꯣ-ꯏꯟꯐ꯭ꯂꯦꯃꯦꯇꯔꯤ ꯁꯥꯏꯇꯣꯀꯥꯏꯟ ꯁꯤꯡꯒꯤ ꯑꯦꯛꯇꯤꯚꯤꯇꯤ ꯍꯟꯊꯍꯟꯕ ꯉꯝꯃꯤ ꯍꯥꯏꯕ ꯈꯪꯂꯦ꯫ ꯈꯪꯖꯤꯟꯒꯗꯕ ꯑꯃꯅ, ꯑꯦꯟꯗꯣꯀꯦꯅꯥꯕꯤꯅꯣꯏꯗ ꯁꯤꯁꯇꯦꯝ ꯑꯁꯤꯅ ꯏꯝꯃ꯭ꯌꯨꯟ ꯐꯪꯁꯟ ꯔꯤꯒꯨꯂꯦꯠ ꯇꯧꯕꯗ ꯑꯔꯨꯕ ꯊꯧꯗꯥꯡ ꯑꯃ ꯂꯧꯏ꯫ ꯏꯝꯃ꯭ꯌꯨꯟ ꯁꯦꯜꯁꯤꯡꯒꯤ ꯑꯦꯛꯇꯤꯚꯤꯇꯤꯗ ꯏꯊꯤꯜ ꯄꯤꯗꯨꯅ ꯑꯃꯁꯨꯡ ꯄ꯭ꯔꯣ- ꯑꯃꯁꯨꯡ ꯑꯦꯟꯇꯤ-ꯏꯟꯐ꯭ꯂꯦꯃꯦꯇꯔꯤ ꯄ꯭ꯔꯣꯁꯦꯁ ꯁꯤꯡꯒꯤ ꯃꯔꯛꯇ ꯂꯩꯕ ꯕꯦꯂꯦꯟꯁ ꯑꯗꯨ ꯔꯤꯒꯨꯂꯦꯠ ꯇꯧꯗꯨꯅ, ꯁꯤꯁꯇꯦꯝ ꯑꯁꯤꯅ ꯏꯝꯃ꯭ꯌꯨꯟ ꯍꯣꯃꯤꯑꯣꯁ꯭ꯇꯦꯁꯤꯁ ꯊꯝꯕꯗ ꯃꯇꯦꯡ ꯄꯥꯡꯏ ꯑꯃꯁꯨꯡ ꯍꯛꯆꯥꯡꯕꯨ ꯈꯨꯗꯣꯡꯊꯤꯅꯤꯉꯥꯏ ꯑꯣꯏꯕ ꯏꯟꯐ꯭ꯂꯦꯃꯦꯁꯟ ꯗꯒꯤ ꯉꯥꯛꯊꯣꯛꯄ ꯉꯝꯃꯤ꯫ ꯅꯍꯥꯛꯀꯤ ꯐꯣꯟꯗ ꯗꯣꯀ꯭ꯌꯨꯃꯦꯟꯇꯁꯤꯡ ꯀꯔꯝꯅ ꯁ꯭ꯀꯦꯟ ꯇꯧꯒꯗꯒꯦ꯫ ꯅꯍꯥꯛꯀꯤ ꯐꯣꯟ ꯁꯤꯖꯤꯟꯅꯗꯨꯅ ꯗꯣꯀ꯭ꯌꯨꯃꯦꯟꯇꯁꯤꯡ ꯁ꯭ꯀꯦꯟ ꯇꯧꯕ ꯍꯥꯏꯕꯁꯤ ꯌꯥꯝꯅ ꯂꯥꯏꯕ ꯑꯃꯁꯨꯡ ꯈꯨꯗꯣꯡꯆꯥꯕ ꯊꯧꯑꯣꯡ ꯑꯃꯅꯤ꯫ ꯃꯈꯥꯗ ꯄꯤꯔꯤꯕ ꯁ꯭ꯇꯦꯞꯁꯤꯡ ꯑꯁꯤ ꯃꯈꯥꯗ ꯄꯤꯔꯤ: ꯁ꯭ꯀꯦꯅꯤꯡ ꯑꯦꯞ ꯑꯃ ꯗꯥꯎꯟꯂꯣꯗ ꯇꯧꯕꯤꯌꯨ: ꯑꯦꯟꯗ꯭ꯔꯣꯏꯗ ꯑꯃꯁꯨꯡ ꯑꯥꯏꯑꯣꯑꯦꯁ ꯗꯤꯚꯥꯏꯁ ꯑꯅꯤꯃꯛꯀꯤ ꯑꯣꯏꯅ ꯐ꯭ꯔꯤ ꯁ꯭ꯀꯦꯅꯤꯡ ꯑꯦꯞ ꯀꯌꯥ ꯑꯃ ꯐꯪꯏ꯫ ꯃꯤꯌꯥꯝꯅ ꯄꯥꯝꯅꯕ ꯑꯣꯞꯁꯟ ꯈꯔꯗꯤ ꯑꯦꯗꯣꯕ ꯁ꯭ꯀꯦꯟ, ꯃꯥꯏꯀ꯭ꯔꯣꯁꯣꯐꯠ ꯑꯣꯐꯤꯁ ꯂꯦꯟꯁ, ꯀꯦꯝꯁ꯭ꯀꯦꯅꯔ, ꯑꯃꯁꯨꯡ ꯑꯦꯚꯥꯔꯅꯣꯠ ꯁ꯭ꯀꯦꯅꯦꯕꯜ ꯑꯁꯤꯅꯤ꯫ ꯗꯣꯀ꯭ꯌꯨꯃꯦꯟꯇ ꯑꯗꯨ ꯁꯦꯝ-ꯁꯥꯕ: ꯗꯣꯀ꯭ꯌꯨꯃꯦꯟꯇ ꯑꯗꯨ ꯌꯥꯝꯅ ꯐꯖꯅ ꯃꯉꯥꯜ ꯂꯩꯕ, ꯋꯥꯈꯜ ꯅꯨꯡꯉꯥꯏꯇꯕ ꯅꯠꯇꯔꯒ ꯈꯣꯡꯎꯞ ꯑꯃꯠꯇ ꯂꯩꯇꯕ ꯑꯃꯁꯨꯡ ꯀꯟꯇ꯭ꯔꯦꯁ꯭ꯇꯤꯡ ꯕꯦꯛꯒ꯭ꯔꯥꯎꯟꯗ ꯑꯃꯗ ꯊꯝꯕ ꯁꯣꯏꯗꯅ ꯑꯣꯏꯍꯟꯒꯗꯕꯅꯤ꯫ ꯁ꯭ꯀꯦꯅꯤꯡ ꯑꯦꯞ ꯍꯥꯡꯗꯣꯛꯎ: ꯑꯦꯞ ꯑꯗꯨ ꯏꯟꯁ꯭ꯇꯣꯜ ꯇꯧꯔꯕ ꯃꯇꯨꯡꯗ, ꯃꯗꯨ ꯍꯥꯡꯗꯣꯛꯎ ꯑꯃꯁꯨꯡ ꯀꯦꯃꯦꯔꯥ ꯅꯠꯇꯔꯒ ꯁ꯭ꯀꯦꯟ ꯇꯧꯕ ꯑꯣꯞꯁꯟ ꯑꯗꯨ ꯈꯜꯂꯨ꯫ ꯐꯣꯇꯣ ꯑꯃ ꯂꯧꯕ: ꯐꯣꯉꯤ ꯀꯦꯃꯦꯔꯥ ꯑꯗꯨ ꯗꯣꯀ꯭ꯌꯨꯃꯦꯟꯇ ꯑꯗꯨꯒꯤ ꯃꯊꯛꯇ ꯊꯝꯃꯨ ꯑꯃꯁꯨꯡ ꯄꯦꯖ ꯄꯨꯝꯅꯃꯛ ꯐ꯭ꯔꯦꯝ ꯑꯗꯨꯗ ꯂꯩꯕ꯭ꯔ ꯍꯥꯏꯕꯗꯨ ꯌꯦꯡꯎ꯫ ꯐꯣꯇꯣ ꯑꯃ ꯂꯧꯅꯕꯒꯤꯗꯃꯛ ꯀꯦꯃꯦꯔꯥꯒꯤ ꯕꯥꯇꯟ ꯑꯗꯨ ꯇꯦꯞ ꯇꯧ꯫ ꯁ꯭ꯀꯦꯟ ꯑꯗꯨ ꯑꯦꯗꯖꯁ ꯇꯧꯕ: ꯑꯌꯥꯝꯕ ꯁ꯭ꯀꯦꯅꯤꯡ ꯑꯦꯞꯁꯤꯡꯅ ꯗꯣꯀ꯭ꯌꯨꯃꯦꯟꯇ ꯑꯗꯨꯒꯤ ꯃꯅꯥ-ꯃꯁꯤꯡ ꯑꯗꯨ ꯑꯣꯇꯣꯃꯦꯇꯦꯗ ꯑꯣꯏꯅ ꯈꯪꯗꯣꯛꯀꯅꯤ ꯑꯃꯁꯨꯡ ꯄꯔꯁ꯭ꯄꯦꯛꯇꯤꯚ ꯑꯗꯨ ꯑꯦꯗꯖꯁ꯭ꯠ ꯇꯧꯒꯅꯤ꯫ ꯑꯗꯨꯝ ꯑꯣꯏꯅꯃꯛ, ꯅꯍꯥꯛꯅ ꯃꯦꯅ꯭ꯌꯨꯑꯦꯜ ꯑꯣꯏꯅ ꯑꯦꯞꯁꯤꯡ ꯑꯗꯨ ꯑꯦꯗꯖꯁ꯭ꯠ ꯇꯧꯕ ꯌꯥꯏ ꯅꯠꯇꯔꯒ ꯃꯊꯧ ꯇꯥꯕꯒꯤ ꯃꯇꯨꯡꯏꯟꯅ ꯁ꯭ꯀꯦꯟ ꯑꯗꯨ ꯀ꯭ꯔꯣꯞ ꯇꯧꯕ ꯌꯥꯏ꯫ ꯐꯤꯜꯇꯔꯁꯤꯡ ꯑꯦꯄ꯭ꯂꯥꯏ ꯇꯧꯕ: ꯁ꯭ꯀꯦꯟ ꯇꯧꯔꯕ ꯗꯣꯀ꯭ꯌꯨꯃꯦꯟꯇ ꯑꯗꯨꯒꯤ ꯔꯤꯗꯤꯕꯤꯂꯤꯇꯤ ꯍꯦꯟꯒꯠꯍꯟꯅꯕ ꯅꯍꯥꯛꯅ ꯐꯤꯜꯇꯔꯁꯤꯡ ꯑꯦꯄ꯭ꯂꯥꯏ ꯇꯧꯕ ꯌꯥꯏ꯫ ꯑꯌꯥꯝꯕ ꯑꯦꯄꯁꯤꯡꯅ ꯃꯉꯥꯜ, ꯀꯟꯇꯔꯁ꯭ꯠ ꯑꯃꯁꯨꯡ ꯃꯆꯨꯒꯤ ꯕꯦꯂꯦꯟꯁ ꯑꯦꯗꯖꯁ꯭ꯠ ꯇꯧꯅꯕ ꯑꯣꯞꯁꯟ ꯁꯤꯡ ꯄꯤꯔꯤ꯫ ꯁ꯭ꯀꯦꯟ ꯑꯗꯨ ꯁꯦꯚ ꯇꯧ: ꯃꯊꯧ ꯇꯥꯕ ꯑꯦꯗꯖꯁ꯭ꯇꯃꯦꯟꯇ ꯑꯃꯍꯦꯛꯇꯒꯤ ꯃꯇꯨꯡꯗ, ꯁ꯭ꯀꯦꯟ ꯇꯧꯔꯕ ꯗꯣꯀ꯭ꯌꯨꯃꯦꯟꯇ ꯑꯗꯨ ꯑꯄꯥꯝꯕꯥꯜ ꯐꯣꯔꯃꯦꯠꯇ, ꯍꯥꯏꯕꯗꯤ ꯅꯠꯇꯔꯒ ꯁꯦꯚ ꯇꯧ꯫ ꯁ꯭ꯀꯦꯟ ꯇꯧꯕ ꯁꯦꯌꯥꯔ ꯇꯧꯕ: ꯑꯌꯥꯝꯕ ꯁ꯭ꯀꯦꯅꯤꯡ ꯑꯦꯞꯁꯤꯡꯅ ꯁ꯭ꯀꯦꯟ ꯇꯧꯔꯕ ꯗꯣꯀ꯭ꯌꯨꯃꯦꯟꯇ ꯑꯗꯨ ꯏꯃꯦꯏꯜ, ꯀ꯭ꯂꯥꯎꯗ ꯁ꯭ꯇꯣꯔꯦꯖ ꯅꯠꯇꯔꯒ ꯑꯇꯩ ꯁꯦꯌꯔ ꯇꯧꯕ ꯑꯣꯞꯁꯟꯁꯤꯡꯒꯤ ꯈꯨꯠꯊꯥꯡꯗ ꯁꯦꯌꯥꯔ ꯇꯧꯕ ꯌꯥꯍꯜꯂꯤ꯫ ꯃꯊꯧ ꯇꯥꯕꯒꯤ ꯃꯇꯨꯡꯏꯟꯅ ꯗꯣꯀ꯭ꯌꯨꯃꯦꯟꯇ ꯑꯗꯨ ꯁꯦꯌꯥꯔ ꯇꯧꯅꯕ ꯑꯦꯞ ꯑꯗꯨꯒꯤ ꯏꯟꯁ꯭ꯠꯔꯛꯁꯟꯁꯤꯡ ꯑꯗꯨ ꯏꯪꯒꯗꯕꯅꯤ꯫